ꯄꯤꯔꯤꯕ ꯋꯥꯐꯝ ꯑꯗꯨꯗꯒꯤ ꯋꯥꯔꯤ ꯑꯃꯥ ꯁꯦꯝꯃꯨ꯫ ꯑꯩꯈꯣꯏꯒꯤ ꯄꯨꯟꯁꯤꯗ ꯃ꯭ꯌꯨꯖꯤꯛ ꯑꯦꯖꯨꯀꯦꯁꯟꯒꯤ ꯃꯔꯨꯑꯣꯏꯕ꯫ ꯃ꯭ꯌꯨꯖꯤꯛ ꯑꯁꯤ ꯆꯍꯤ ꯂꯤꯁꯤꯡ ꯀꯌꯥꯗꯒꯤ ꯂꯩꯔꯛꯂꯕ ꯃꯤꯑꯣꯏꯕꯒꯤ ꯋꯥꯈꯜꯂꯣꯟ ꯐꯣꯡꯗꯣꯛꯄꯒꯤ ꯈ꯭ꯋꯥꯏꯗꯒꯤ ꯆꯥꯎꯕ ꯃꯑꯣꯡ ꯑꯃꯅꯤ ꯍꯥꯏꯕꯁꯤꯗ ꯆꯤꯡꯅꯕ ꯂꯩꯇꯦ꯫ ꯃꯁꯤ ꯆꯥꯎꯔꯥꯛꯅ ꯃꯤꯄꯨꯝ ꯈꯨꯗꯤꯡꯃꯛꯀꯤ ꯄꯨꯟꯁꯤꯒꯤ ꯃꯔꯨꯑꯣꯏꯕ ꯁꯔꯨꯛ ꯑꯃꯅꯤ, ꯑꯃꯁꯨꯡ ꯃꯁꯤꯒꯤ ꯑꯐꯕ ꯃꯔꯝ ꯑꯃꯁꯨ ꯂꯩ꯫ ꯃꯁꯤ ꯁ꯭ꯇꯔꯦꯁ ꯔꯤꯂꯤꯚꯔ ꯑꯃꯅꯤ, ꯃꯨꯗ ꯑꯦꯟꯍꯥꯟꯁꯔ ꯑꯃꯅꯤ ꯑꯃꯁꯨꯡ ꯃꯁꯥꯅ ꯃꯁꯥꯕꯨ ꯐꯣꯡꯗꯣꯛꯆꯕꯒꯤ ꯑꯐꯕ ꯃꯑꯣꯡ ꯑꯃꯅꯤ꯫ ꯃꯁꯤꯒꯤ ꯌꯨꯅꯤꯚꯔꯁꯦꯜ ꯂꯣꯜ ꯑꯁꯤꯅ ꯃ꯭ꯌꯨꯖꯤꯛꯅ ꯀꯜꯆꯔ ꯑꯃꯁꯨꯡ ꯕꯦꯛꯒ꯭ꯔꯥꯎꯟꯒꯤ ꯃꯤꯑꯣꯏꯁꯤꯡꯕꯨ ꯑꯃꯠꯇ ꯑꯣꯏꯅ ꯄꯨꯟꯁꯤꯟꯕꯒꯤ ꯁꯛꯇꯤ ꯂꯩ, ꯃꯈꯣꯏꯒꯤ ꯑꯄꯨꯟꯕ ꯌꯥꯏꯐꯅꯕ ꯑꯐꯕ ꯏꯝꯄꯦꯛ ꯑꯃꯥ ꯄꯤꯔꯤ꯫ ꯃꯁꯤꯒꯤ ꯃꯔꯨꯑꯣꯏꯕ ꯑꯁꯤ ꯃꯔꯨꯑꯣꯏꯅ ꯑꯦꯖꯨꯀꯦꯁꯟꯗ ꯍꯦꯟꯅ ꯐꯣꯡꯗꯣꯛꯄ ꯌꯥꯔꯣꯏ꯫ ꯅꯍꯥ ꯑꯣꯏꯔꯤꯕ ꯋꯥꯈꯜꯁꯤꯡ ꯁꯦꯝꯒꯠꯄꯗ ꯑꯃꯁꯨꯡ ꯃꯈꯣꯏꯒꯤ ꯀ꯭ꯔꯤꯌꯦꯇꯤꯕꯤꯇꯤ ꯑꯗꯨ ꯑꯈꯟꯅꯕ ꯃꯑꯣꯡꯗ ꯐꯣꯡꯗꯣꯛꯄ ꯌꯥꯍꯟꯕꯗ ꯃ꯭ꯌꯨꯖꯤꯛ ꯑꯦꯖꯨꯀꯦꯁꯟꯅ ꯃꯔꯨꯑꯣꯏꯕ ꯊꯧꯗꯥꯡ ꯂꯩꯔꯤ꯫ ꯑꯉꯥꯡꯁꯤꯡꯗ ꯌꯥꯝꯅ ꯂꯨꯕ ꯃꯍꯩ-ꯃꯁꯤꯡ ꯐꯪꯍꯟꯕꯗ ꯁ꯭ꯀꯨꯜꯁꯤꯡꯗ ꯃ꯭ꯌꯨꯖꯤꯛ ꯑꯦꯖꯨꯀꯦꯁꯟ ꯑꯁꯤ ꯌꯥꯝꯅ ꯃꯔꯨꯑꯣꯏ꯫ ꯑꯉꯥꯡꯁꯤꯡꯅ ꯑꯉꯥꯡ ꯑꯣꯏꯔꯤꯉꯩꯗꯒꯤ ꯍꯧꯅ ꯃ꯭ꯌꯨꯖꯤꯛꯇ ꯊꯦꯡꯅꯔꯛꯄ ꯃꯇꯝꯗ, ꯃꯈꯣꯏꯒꯤ ꯑꯀꯣꯏꯕꯗ ꯂꯩꯔꯤꯕ ꯃꯥꯂꯦꯝ ꯑꯁꯤꯒꯤ ꯃꯔꯝꯗ ꯍꯦꯟꯅ ꯅꯤꯡꯊꯤꯅ ꯈꯪꯕ ꯍꯦꯟꯒꯠꯍꯟꯕꯗ ꯃꯇꯦꯡ ꯄꯥꯡꯏ꯫ ꯑꯉꯥꯡ ꯑꯣꯏꯔꯤꯉꯩꯗꯥ ꯃ꯭ꯌꯨꯖꯤꯛ ꯇꯝꯂꯤꯕ ꯑꯉꯥꯡꯁꯤꯡꯅ ꯍꯦꯟꯅ ꯐꯕꯥ ꯃꯦꯃꯣꯔꯤ, ꯑꯦꯇꯦꯟꯁꯟ ꯁ꯭ꯄꯦꯟ, ꯑꯃꯁꯨꯡ ꯂꯣꯜꯒꯤ ꯇꯧꯕ ꯉꯝꯕꯁꯤꯡ ꯑꯁꯤꯅꯆꯤꯡꯕ ꯀꯣꯒꯅꯤꯇꯤꯚ ꯁ꯭ꯀꯤꯜꯁꯤꯡ ꯍꯦꯟꯒꯠꯂꯛꯏ ꯍꯥꯏꯕꯁꯤ ꯄ꯭ꯔꯃꯥꯟ ꯇꯧꯈ꯭ꯔꯦ꯫ ꯃꯔꯝꯗꯤ ꯃ꯭ꯌꯨꯖꯤꯛꯅ ꯕ꯭ꯔꯦꯟꯒꯤ ꯇꯣꯉꯥꯟ-ꯇꯣꯉꯥꯟꯕ ꯃꯐꯝꯁꯤꯡꯗ ꯄꯨꯛꯅꯤꯡ ꯊꯧꯒꯠꯂꯤ, ꯃꯗꯨꯅ ꯑꯉꯥꯡꯁꯤꯡꯗ ꯀ꯭ꯔꯤꯇꯤꯀꯦꯜ ꯊꯤꯡꯀꯤꯡ ꯁ꯭ꯀꯤꯜꯁꯤꯡ, ꯀ꯭ꯔꯤꯌꯦꯇꯤꯚꯤꯇꯤ ꯑꯃꯁꯨꯡ ꯄ꯭ꯔꯣꯕ꯭ꯂꯦꯝ ꯁꯣꯜꯌꯨꯁꯟ ꯇꯧꯕ ꯉꯝꯕꯁꯤꯡ ꯁꯦꯝꯒꯠꯄꯗ ꯃꯇꯦꯡ ꯄꯥꯡꯏ꯫ ꯏꯟꯁ꯭ꯇꯔꯨꯃꯦꯟ ꯑꯃꯥ ꯁꯥꯕ ꯅꯠꯇꯔꯒ ꯏꯁꯩ ꯁꯛꯄ ꯇꯝꯕꯁꯤ ꯑꯉꯥꯡꯁꯤꯡꯒꯤꯗꯃꯛꯇꯁꯨ ꯑꯐꯕ ꯊꯥꯖꯕ ꯍꯦꯟꯒꯠꯍꯟꯕ ꯑꯃꯥ ꯑꯣꯏꯕ ꯌꯥꯏ꯫ ꯃ꯭ꯌꯨꯖꯤꯛ ꯑꯦꯖꯨꯀꯦꯁꯟꯅ ꯃꯈꯣꯏꯒꯤ ꯇꯦꯂꯦꯟꯁꯤꯡ ꯑꯗꯨ ꯊꯤꯖꯤꯟꯅꯕ ꯑꯃꯁꯨꯡ ꯃꯈꯣꯏ ꯃꯁꯥꯕꯨ ꯀ꯭ꯔꯤꯌꯦꯇꯤꯕ ꯑꯣꯏꯅ ꯐꯣꯡꯗꯣꯛꯄꯗ ꯁꯥꯐꯕ ꯃꯐꯝ ꯑꯃ ꯄꯤꯔꯤ, ꯃꯁꯤꯅ ꯃꯔꯝ ꯑꯣꯏꯗꯨꯅ ꯃꯁꯥꯒꯤ ꯑꯣꯏꯖꯕ ꯊꯤꯕ ꯑꯃꯁꯨꯡ ꯃꯁꯥꯒꯤ ꯑꯣꯏꯕ ꯃꯒꯨꯟ ꯍꯦꯟꯒꯠꯍꯜꯂꯤ꯫ ꯏꯟꯁꯇ꯭ꯔꯨꯃꯦꯟ ꯑꯃꯥ ꯁꯥꯕ ꯅꯠꯇꯔꯒ ꯑꯣꯗꯤꯑꯣꯒꯤ ꯃꯃꯥꯡꯗ ꯏꯁꯩ ꯁꯛꯄ ꯑꯁꯤ ꯌꯥꯝꯅ ꯋꯥꯅ ꯊꯣꯛꯄ ꯌꯥꯏ, ꯑꯗꯨꯕꯨ ꯃ꯭ꯌꯨꯖꯤꯛ ꯑꯦꯖꯨꯀꯦꯁꯟꯅ ꯑꯉꯥꯡꯁꯤꯡꯗ ꯃꯇꯧ ꯀꯔꯝꯅ ꯔꯤꯁ꯭ꯛ ꯂꯧꯒꯗꯒꯦ ꯑꯃꯁꯨꯡ ꯃꯈꯣꯏꯒꯤ ꯑꯀꯤꯕꯁꯤꯡ ꯑꯗꯨ ꯃꯥꯏꯊꯤꯕ ꯄꯤꯒꯗꯒꯦ ꯍꯥꯏꯕꯗꯨ ꯇꯥꯛꯏ, ꯃꯗꯨꯅ ꯊꯥꯖꯕ ꯍꯦꯟꯒꯠꯍꯜꯂꯤ꯫ ꯃꯁꯤꯒꯤ ꯃꯊꯛꯇ, ꯃ꯭ꯌꯨꯖꯤꯛ ꯑꯦꯖꯨꯀꯦꯁꯟꯅ ꯑꯉꯥꯡꯁꯤꯡꯗ ꯗꯤꯁꯤꯄ‌꯭ꯂꯤꯟ ꯑꯃꯁꯨꯡ ꯀꯟꯅ ꯍꯣꯠꯅꯕꯒꯤ ꯃꯔꯨꯑꯣꯏꯕꯁꯨ ꯇꯥꯛꯏ꯫ ꯏꯟꯁ꯭ꯇꯔꯨꯃꯦꯟ ꯑꯃꯥ ꯇꯝꯕ ꯑꯁꯤ ꯐꯖꯅ ꯄꯥꯡꯊꯣꯛꯄ ꯊꯕꯛ ꯑꯃꯅꯤ ꯑꯃꯁꯨꯡ ꯃꯁꯤꯗ ꯀꯠꯊꯣꯛꯄ ꯑꯃꯁꯨꯡ ꯄ꯭ꯔꯦꯛꯇꯤꯁ ꯇꯧꯕ ꯃꯊꯧ ꯇꯥꯏ꯫ ꯑꯉꯥꯡꯁꯤꯡꯅ ꯏꯟꯁ꯭ꯇꯔꯨꯃꯦꯟ ꯑꯃꯥ ꯁꯥꯟꯅꯕ ꯇꯝꯕ ꯃꯇꯝꯗ, ꯃꯈꯣꯏꯅ ꯂꯦꯞꯄ ꯂꯩꯇꯅ ꯍꯣꯠꯅꯕ, ꯃꯇꯝ ꯂꯦꯞꯄ ꯑꯃꯁꯨꯡ ꯊꯧꯗꯥꯡ ꯂꯧꯕ ꯑꯁꯤꯅꯆꯤꯡꯕ ꯃꯃꯜ ꯌꯥꯝꯂꯕ ꯄꯨꯟꯁꯤꯒꯤ ꯍꯩꯁꯤꯡꯕ ꯇꯝꯃꯤ꯫ ꯃ꯭ꯌꯨꯖꯤꯛ ꯑꯦꯖꯨꯀꯦꯁꯟꯅ ꯑꯉꯥꯡ ꯑꯃꯒꯤ ꯁꯃꯥꯖꯒꯤ ꯄꯨꯟꯁꯤꯗꯁꯨ ꯑꯐꯕ ꯁꯥꯐꯨ ꯑꯃꯥ ꯄꯤ꯫ ꯑꯉꯥꯡꯁꯤꯡꯅ ꯃ꯭ꯌꯨꯖꯤꯛ ꯑꯦꯟꯁꯦꯝꯕꯜꯁꯤꯡꯗ ꯁꯔꯨꯛ ꯌꯥꯕ ꯃꯇꯝꯗ, ꯃꯈꯣꯏꯅ ꯑꯄꯨꯟꯕ ꯄꯥꯟꯗꯝ ꯑꯃꯥ ꯐꯪꯕꯗ, ꯇꯤꯝꯋꯥꯔꯛ ꯑꯃꯁꯨꯡ ꯀꯣꯑꯣꯄꯔꯦꯁꯟ ꯄ꯭ꯔꯃꯣꯠ ꯇꯧꯕꯗ ꯑꯇꯣꯞꯄꯁꯤꯡꯒ ꯂꯣꯏꯅꯅꯥ ꯀꯔꯝꯅ ꯊꯕꯛ ꯇꯧꯒꯗꯒꯦ ꯍꯥꯏꯕꯗꯨ ꯇꯝꯃꯤ꯫ ꯃꯁꯤꯅ ꯃꯈꯣꯏꯗ ꯁꯣꯁꯤꯑꯦꯜ ꯁ꯭ꯀꯤꯜꯁꯤꯡ ꯁꯦꯝꯒꯠꯄꯗ ꯃꯇꯦꯡ ꯄꯥꯡꯏ, ꯃꯈꯣꯏꯅ ꯑꯇꯣꯞꯄꯁꯤꯡꯒ ꯍꯛꯆꯥꯡ ꯐꯅꯥ ꯂꯩꯅꯕ ꯃꯔꯤ ꯍꯦꯟꯅ ꯁꯦꯝꯒꯠꯄꯥ ꯉꯝꯍꯜꯂꯤ꯫ ꯂꯣꯏꯁꯤꯜꯂꯛꯄꯗ, ꯅꯍꯥ ꯑꯣꯏꯔꯤꯕꯥ ꯋꯥꯈꯜꯁꯤꯡ ꯁꯦꯝꯒꯠꯄꯗ ꯑꯃꯁꯨꯡ ꯇꯨꯡꯗ ꯃꯥꯏ ꯄꯥꯛꯅꯕ ꯃꯈꯣꯏꯗ ꯃꯊꯧ ꯇꯥꯕ ꯄꯨꯟꯁꯤꯒꯤ ꯍꯩꯊꯣꯏ-ꯁꯤꯡꯊꯣꯏꯕ ꯄꯤꯕꯗ ꯃ꯭ꯌꯨꯖꯤꯛ ꯑꯦꯖꯨꯀꯦꯁꯟ ꯑꯁꯤ ꯈ꯭ꯋꯥꯏꯗꯒꯤ ꯃꯔꯨꯑꯣꯏ꯫ ꯃꯁꯤꯅ ꯀꯣꯒꯅꯤꯇꯤꯚ ꯑꯦꯕꯤꯂꯤꯇꯤꯁꯤꯡ ꯍꯦꯟꯒꯠꯍꯜꯂꯤ, ꯊꯥꯖꯕ ꯍꯦꯟꯒꯠꯍꯜꯂꯤ, ꯗꯤꯁꯤꯄ꯭ꯂꯤꯟ ꯇꯝꯕꯤꯔꯤ ꯑꯃꯁꯨꯡ ꯁꯣꯁꯤꯑꯦꯜ ꯁ꯭ꯀꯤꯜꯁꯤꯡ ꯐꯒꯠꯍꯜꯂꯤ꯫ ꯃꯁꯤ ꯌꯥꯝꯅ ꯂꯨꯕ ꯑꯦꯖꯨꯀꯦꯁꯟ ꯑꯃꯒꯤ ꯃꯔꯨꯑꯣꯏꯕ ꯀꯝꯄꯣꯅꯦꯟ ꯑꯃꯅꯤ, ꯑꯃꯁꯨꯡ ꯃꯁꯤꯕꯨ ꯑꯩꯈꯣꯏꯒꯤ ꯑꯦꯖꯨꯀꯦꯁꯟ ꯁꯤꯁ꯭ꯇꯦꯝꯗ ꯐꯪꯒꯗꯕ ꯃꯔꯨꯑꯣꯏꯕ ꯑꯗꯨ ꯄꯤꯕ ꯑꯁꯤ ꯌꯥꯝꯅ ꯃꯔꯨꯑꯣꯏ꯫